ꯀꯔꯤꯒꯤꯗꯃꯛꯇꯥ ꯏꯂꯦꯛꯇꯔꯤꯛ ꯀꯥꯔꯁꯤꯡ ꯑꯁꯤ ꯃꯈꯣꯏꯒꯤ ꯄꯦꯠꯇ꯭ꯔꯣꯜ/ꯗꯤꯖꯜꯒꯤ ꯃꯔꯨꯞꯁꯤꯡꯗꯒꯤ ꯍꯦꯟꯅꯥ ꯐꯕꯅꯣ ꯍꯥꯏꯕꯗꯨ ꯁꯟꯗꯣꯛꯅꯥ ꯇꯥꯛꯄꯤꯌꯨ꯫ ꯏꯂꯦꯛꯇꯔꯤꯛ ꯀꯥꯔꯒꯣꯁꯤꯡ ꯑꯁꯤ ꯃꯈꯣꯏꯒꯤ ꯄꯦꯠꯇ꯭ꯔꯣꯜ ꯅꯠꯇ꯭ꯔꯒꯥ ꯗꯤꯖꯜꯒꯤ ꯃꯔꯨꯞꯁꯤꯡꯗꯒꯤ ꯍꯦꯟꯅꯥ ꯐꯩ ꯍꯥꯏꯅꯥ ꯂꯧꯅꯕꯒꯤ ꯃꯔꯝ ꯀꯌꯥ ꯂꯩ, ꯃꯈꯣꯏꯁꯤꯡ ꯑꯗꯨꯗꯤ: ꯑꯀꯣꯏꯕꯒꯤ ꯐꯤꯕꯝꯗꯥ ꯁꯣꯛꯍꯟꯕꯥ: ꯏꯂꯦꯛꯇꯔꯤꯛ ꯀꯥꯔꯒꯤ ꯃꯔꯨꯑꯣꯏꯕꯥ ꯀꯥꯟꯅꯕꯁꯤꯡꯒꯤ ꯃꯅꯨꯡꯗꯥ ꯑꯃꯗꯤ ꯃꯈꯣꯏꯒꯤ ꯑꯀꯣꯏꯕꯗꯥ ꯁꯣꯛꯍꯟꯕꯥ ꯍꯟꯊꯍꯟꯕꯅꯤ꯫ ꯏꯂꯦꯛꯇꯔꯤꯛ ꯀꯥꯔꯒꯣꯁꯤꯡꯗꯥ ꯖꯤꯔꯣ ꯇꯦꯞꯄꯥꯏꯞ ꯏꯃꯤꯁꯟ ꯂꯩ, ꯃꯁꯤꯅꯥ ꯇꯥꯛꯄꯗꯤ ꯃꯈꯣꯏꯅꯥ ꯑꯦꯌꯔ ꯄꯣꯂꯨꯁꯟ ꯑꯃꯁꯨꯡ ꯀ꯭ꯂꯥꯏꯃꯦꯠ ꯆꯦꯟꯖꯗꯥ ꯃꯇꯦꯡ ꯄꯥꯡꯂꯤꯕꯥ ꯃꯥꯡ-ꯇꯥꯛꯅꯤꯡꯉꯥꯏ ꯑꯣꯏꯕꯥ ꯄꯣꯂꯨꯁꯟ ꯑꯃꯠꯇꯥ ꯄꯨꯊꯣꯛꯇꯦ꯫ ꯏꯂꯦꯛꯇꯔꯤꯛ ꯀꯥꯔꯒꯣꯁꯤꯡꯗꯥ ꯄꯥꯋꯔ ꯄꯤꯅꯕꯥ ꯏꯂꯦꯛꯇ꯭ꯔꯤꯁꯤꯇꯤ ꯄꯨꯊꯣꯛꯄꯅꯥ ꯏꯃꯤꯁꯟ ꯄꯨꯊꯣꯛꯏ, ꯑꯗꯨꯕꯨ ꯃꯁꯤ ꯂꯧꯁꯤꯟꯕꯗꯥ ꯐꯥꯎꯕꯥ ꯏꯂꯦꯛꯇꯔꯤꯛ ꯀꯥꯔꯒꯣꯁꯤꯡꯅꯥ ꯄꯦꯇ꯭ꯔꯣꯜ ꯅꯠꯇ꯭ꯔꯒꯥ ꯗꯤꯖꯦꯜ ꯀꯥꯔꯒꯣꯁꯤꯡꯗꯒꯤ ꯌꯥꯝꯅꯥ ꯍꯦꯟꯅꯥ ꯅꯦꯝꯕꯥ ꯀꯥꯔꯕꯣꯟ ꯐꯨꯠꯄ꯭ꯔꯤꯟꯇ ꯂꯩ꯫ ꯃꯃꯜ ꯍꯣꯡꯕꯥ: ꯏꯂꯦꯛꯇꯔꯤꯛ ꯀꯥꯔꯒꯣꯁꯤꯡ ꯑꯁꯤ ꯄꯦꯇ꯭ꯔꯣꯜ ꯅꯠꯇ꯭ꯔꯒꯥ ꯗꯤꯖꯦꯜ ꯀꯥꯔꯒꯣꯁꯤꯡꯗꯒꯤ ꯍꯦꯟꯅꯥ ꯆꯦꯜꯂꯤ꯫ ꯃꯩꯒꯤ ꯃꯃꯜ ꯑꯁꯤ ꯐ꯭ꯌꯨꯑꯦꯜꯒꯤ ꯃꯃꯜꯗꯒꯤ ꯌꯥꯝꯅꯥ ꯍꯟꯊꯩ, ꯑꯃꯁꯨꯡ ꯏꯂꯦꯛꯇꯔꯤꯛ ꯀꯥꯔꯒꯣꯁꯤꯡꯁꯨ ꯍꯦꯟꯅꯥ ꯏꯐꯤꯁꯤꯑꯦꯟꯇ ꯑꯣꯏ, ꯃꯁꯤꯅꯥ ꯇꯥꯛꯄꯗꯤ ꯃꯈꯣꯏꯅꯥ ꯆꯞ ꯃꯥꯟꯅꯕꯥ ꯂꯝꯕꯤꯗꯥ ꯆꯠꯄꯗꯥ ꯏꯅꯔꯖꯤ ꯍꯟꯊꯅꯥ ꯃꯊꯧ ꯇꯥꯏ꯫ ꯃꯁꯤꯒꯤ ꯃꯊꯛꯇꯥ, ꯏꯂꯦꯛꯇꯔꯤꯛ ꯀꯥꯔꯒꯣꯁꯤꯡꯗꯥ ꯏꯟꯇꯔꯅꯦꯜ ꯀꯝꯕꯁꯟ ꯏꯟꯖꯤꯟ ꯒꯥꯔꯤꯁꯤꯡꯗꯒꯤ ꯍꯦꯟꯅꯥ ꯆꯠꯊꯣꯛ-ꯆꯠꯁꯤꯟ ꯇꯧꯕꯥ ꯌꯥꯕꯥ ꯁꯔꯨꯛꯁꯤꯡ ꯌꯥꯝꯅꯥ ꯍꯟꯊꯩ, ꯃꯁꯤꯅꯥ ꯃꯦꯟꯇꯦꯅꯦꯟꯁ ꯑꯃꯁꯨꯡ ꯔꯤꯄꯦꯌꯔꯒꯤ ꯃꯊꯧ ꯇꯥꯕꯥ ꯍꯟꯊꯍꯜꯂꯤ, ꯃꯁꯤꯅꯥ ꯃꯄꯨ ꯑꯣꯏꯕꯒꯤ ꯑꯄꯨꯟꯕꯥ ꯃꯃꯜ ꯑꯁꯤ ꯌꯥꯝꯅꯥ ꯍꯟꯊꯍꯟꯕꯥ ꯉꯝꯒꯅꯤ꯫ ꯊꯨꯅꯥ ꯑꯃꯁꯨꯡ ꯅꯨꯡꯉꯥꯏꯅꯥ ꯆꯦꯟꯕꯥ: ꯏꯂꯦꯛꯇꯔꯤꯛ ꯀꯥꯔꯒꯣꯁꯤꯡ ꯑꯁꯤ ꯄꯦꯇꯔꯣꯜ ꯅꯠꯇ꯭ꯔꯒꯥ ꯗꯤꯖꯦꯜ ꯀꯥꯔꯒꯣꯁꯤꯡꯗꯒꯤ ꯌꯥꯝꯅꯥ ꯊꯨꯅꯥ ꯌꯥꯡꯅꯥ ꯆꯦꯜꯂꯤ, ꯑꯃꯁꯨꯡ ꯃꯈꯣꯏꯅꯥ ꯍꯦꯟꯅꯥ ꯅꯨꯡꯉꯥꯏꯕꯥ ꯗ꯭ꯔꯥꯏꯚꯤꯡ ꯑꯦꯛꯁꯄꯤꯔꯤꯑꯦꯟꯁ ꯑꯃꯁꯨ ꯄꯤꯔꯤ꯫ ꯏꯂꯦꯛꯇꯔꯤꯛ ꯃꯣꯇꯣꯔ ꯑꯁꯤꯅꯥ ꯈꯨꯗꯛꯇꯥ ꯇꯣꯔꯛ ꯄꯤ, ꯃꯁꯤꯅꯥ ꯇꯥꯛꯄꯗꯤ ꯑꯦꯛꯁꯤꯂꯦꯁꯟ ꯑꯁꯤ ꯇꯞꯅꯥ ꯇꯞꯅꯥ ꯆꯠꯂꯤ ꯑꯃꯁꯨꯡ ꯒꯤꯌꯔꯁꯤꯡꯒꯤ ꯈꯨꯠꯊꯥꯡꯗꯥ ꯈꯣꯡꯖꯦꯜ ꯍꯦꯟꯒꯠꯍꯟꯕꯥ ꯃꯊꯧ ꯇꯥꯕꯥ ꯄꯦꯇ꯭ꯔꯣꯜ ꯅꯠꯇ꯭ꯔꯒꯥ ꯗꯤꯖꯦꯜ ꯏꯟꯖꯤꯟꯁꯤꯡꯒꯥ ꯆꯥꯡꯗꯝꯅꯕꯗꯥ ꯔꯥꯏꯗ ꯑꯁꯤ ꯍꯦꯟꯅꯥ ꯅꯤꯡꯊꯤꯅꯥ ꯆꯠꯂꯤ꯫ ꯏꯟꯖꯤꯒꯤ ꯈꯣꯟꯖꯦꯜ ꯂꯩꯇꯕꯅꯥ ꯍꯦꯟꯅꯥ ꯁꯥꯟꯇꯤ ꯂꯩꯕꯥ ꯗ꯭ꯔꯥꯏꯚꯤꯡ ꯑꯦꯛꯁꯄꯤꯔꯤꯑꯦꯟꯁ ꯑꯃꯁꯨ ꯑꯣꯏꯍꯜꯂꯤ꯫ ꯏꯂꯦꯛꯇꯔꯤꯛ ꯀꯥꯔꯒꯣꯁꯤꯡ ꯑꯁꯤ ꯇꯦꯛꯅꯣꯂꯣꯖꯤꯒꯤ ꯑꯣꯏꯕꯥ ꯃꯑꯣꯡꯗꯥ ꯍꯦꯟꯅꯥ ꯆꯥꯎꯈꯠꯄꯥ: ꯏꯂꯦꯛꯇꯔꯤꯛ ꯀꯥꯔꯁꯤꯡ ꯑꯁꯤ ꯃꯍꯧꯁꯥꯅꯥ ꯃꯈꯣꯏꯒꯤ ꯄꯦꯇꯔꯣꯜ ꯅꯠꯇ꯭ꯔꯒꯥ ꯗꯤꯖꯜꯒꯤ ꯃꯔꯨꯞꯁꯤꯡꯗꯒꯤ ꯍꯦꯟꯅꯥ ꯆꯥꯎꯈꯠꯄꯥ ꯇꯦꯛꯅꯣꯂꯣꯖꯤ ꯌꯥꯎꯔꯤ꯫ ꯏꯂꯦꯛꯇꯔꯤꯛ ꯀꯥꯔ ꯀꯌꯥ ꯑꯁꯤ ꯔꯤꯖꯦꯅꯦꯔꯦꯇꯤꯕ ꯕ꯭ꯔꯦꯀꯤꯡꯒꯨꯝꯕꯥ ꯐꯤꯆꯔꯁꯤꯡꯒꯥ ꯂꯣꯏꯅꯅꯥ ꯂꯥꯛꯏ, ꯃꯁꯤꯅꯥ ꯃꯍꯧꯁꯥꯅꯥ ꯕ꯭ꯔꯦꯀꯤꯡ ꯇꯧꯕꯥ ꯃꯇꯝꯗꯥ ꯃꯥꯡꯈꯤꯕꯥ ꯏꯅꯔꯖꯤ ꯑꯗꯨ ꯂꯧꯁꯤꯜꯂꯤ ꯑꯃꯁꯨꯡ ꯃꯗꯨꯕꯨ ꯕꯦꯠꯇꯔꯤꯗꯥ ꯑꯃꯨꯛ ꯍꯟꯅꯥ ꯄꯤꯗꯨꯅꯥ ꯀꯥ ꯑꯗꯨꯒꯤ ꯔꯦꯟꯖ ꯑꯗꯨ ꯁꯥꯡꯗꯣꯛꯄꯗꯥ ꯃꯇꯦꯡ ꯄꯥꯡꯏ꯫ ꯏꯂꯦꯛꯇꯔꯤꯛ ꯀꯥꯔꯒꯣꯁꯤꯡꯗꯥ ꯐꯪꯂꯤꯕꯥ ꯑꯍꯣꯡꯕꯥ ꯁꯦꯐꯇꯤ ꯐꯤꯆꯔꯁꯤꯡꯁꯨ ꯍꯦꯟꯒꯠꯂꯛꯂꯤ, ꯃꯈꯣꯏꯁꯤꯡ ꯑꯗꯨꯗꯤ ꯑꯣꯇꯣꯃꯦꯇꯤꯛ ꯏꯃꯔꯖꯦꯟꯁꯤ ꯕ꯭ꯔꯦꯀꯤꯡ ꯑꯃꯁꯨꯡ ꯂꯦꯟ ꯊꯥꯗꯣꯛꯄꯒꯤ ꯆꯦꯛꯁꯤꯟꯋꯥ ꯑꯁꯤꯅꯤ꯫ ꯑꯄꯨꯟꯕꯥ ꯑꯣꯏꯅꯥ, ꯏꯂꯦꯛꯇꯔꯤꯛ ꯀꯥꯔꯒꯣꯁꯤꯡꯅꯥ ꯑꯀꯣꯏꯕꯒꯤ ꯐꯤꯕꯝꯗꯥ ꯁꯣꯛꯍꯟꯕꯥ, ꯃꯃꯜ ꯍꯣꯡꯕꯥ, ꯗ꯭ꯔꯥꯏꯚꯤꯡ ꯑꯦꯛꯁꯄꯤꯔꯤꯑꯦꯟꯁ, ꯑꯃꯁꯨꯡ ꯇꯦꯛꯅꯣꯂꯣꯖꯤꯒꯤ ꯃꯇꯥꯡꯗꯥ ꯃꯈꯣꯏꯒꯤ ꯄꯦꯇꯔꯣꯜ ꯅꯠꯇ꯭ꯔꯒꯥ ꯗꯤꯖꯜꯒꯤ ꯃꯔꯨꯄꯁꯤꯡꯗꯒꯤ ꯀꯥꯟꯅꯕꯥ ꯀꯌꯥ ꯑꯃꯥ ꯄꯤꯔꯤ꯫